ꯁꯔꯨꯛ ꯌꯥꯔꯤꯕꯁꯤꯡ ꯂꯧꯕꯥ ꯃꯊꯪꯒꯤ ꯈꯣꯡꯊꯥꯡꯗꯤ ꯇꯣꯉꯥꯟ ꯇꯣꯉꯥꯟꯕ ꯁ꯭ꯄꯦꯁꯤꯑꯦꯂꯤꯇꯤꯁꯤꯡ, ꯑꯦꯛꯁꯄꯔꯤꯌꯦꯟꯁꯀꯤ ꯊꯥꯛꯁꯤꯡ, ꯑꯃꯁꯨꯡ ꯃꯐꯝꯁꯤꯡꯒꯤ ꯗꯣꯛꯇꯔꯁꯤꯡ ꯑꯃꯁꯨꯡ ꯅꯔꯁꯁꯤꯡ ꯌꯥꯎꯅ ꯃꯦꯗꯤꯀꯦꯜ ꯄ꯭ꯔꯣꯐꯦꯁ꯭ꯅꯦꯜꯁꯤꯡꯒꯤ ꯑꯆꯧꯕ ꯑꯃꯁꯨꯡ ꯇꯣꯞ ꯇꯣꯞꯄ ꯁꯦꯝꯄꯜ ꯑꯃꯥ ꯂꯧꯕꯅꯤ꯫ ꯗꯦꯇꯥ ꯁꯦꯠꯁꯤꯡ ꯁꯦꯝꯒꯠꯄꯥ: ꯇꯣꯉꯥꯟ ꯇꯣꯉꯥꯟꯕ ꯃꯦꯗꯤꯀꯦꯜ ꯀꯟꯗꯤꯁꯟꯁꯤꯡ ꯂꯩꯕ ꯑꯅꯥꯕꯁꯤꯡꯒꯤ ꯗꯦꯇꯥ ꯁꯦꯠ ꯑꯅꯤ ꯁꯦꯝꯒꯠꯄꯥ ꯃꯊꯧ ꯇꯥꯒꯅꯤ꯫ ꯗꯦꯇꯥ ꯁꯦꯠ ꯑꯃꯅꯥ ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯃꯣꯗꯦꯜꯒꯤ ꯇ꯭ꯔꯦꯅꯤꯡꯒꯤꯗꯃꯛ ꯑꯃꯁꯨꯡ ꯑꯇꯣꯞꯄꯥ ꯑꯃꯅ ꯗꯥꯏꯒ꯭ꯅꯣꯁꯤꯁꯀꯤ ꯑꯆꯨꯝꯕ ꯇꯦꯁ꯭ꯠ ꯇꯧꯕꯗ ꯁꯤꯖꯤꯟꯅꯒꯅꯤ꯫ ꯁꯦꯠ ꯑꯅꯤꯃꯛ ꯑꯁꯤ ꯆꯥꯡꯗꯝꯅꯕꯒꯤ ꯄꯥꯟꯗꯝꯗ ꯀꯟꯐꯥꯔꯝ ꯇꯧꯔꯕ ꯗꯥꯏꯑꯦꯒ꯭ꯅꯣꯁꯤꯁꯁꯤꯡ ꯂꯩꯒꯗꯕꯅꯤ꯫ ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯃꯣꯗꯦꯜ ꯁꯦꯝꯒꯠꯄꯥ: ꯃꯗꯨꯒꯤ ꯃꯇꯨꯡꯗꯥ ꯃꯦꯗꯤꯀꯦꯜ ꯗꯥꯏꯒ꯭ꯅꯣꯁꯤꯁꯇꯥ ꯃꯇꯦꯡ ꯄꯥꯡꯅꯕ ꯑꯀꯛꯅꯅꯥ ꯗꯤꯖꯥꯏꯟ ꯇꯧꯕꯥ ꯑꯥꯔꯇꯤꯐꯤꯁꯤꯑꯦꯜ ꯏꯟꯇ‌ꯦꯂꯤꯖ‌ꯦꯟꯁ ꯑꯦꯛꯁꯄꯔꯤꯃꯦꯟꯠ ꯑꯁꯤ ꯄꯥꯡꯊꯣꯛꯄꯥ: ꯑꯦꯛꯁꯄꯔꯤꯃꯦꯟꯠ ꯑꯁꯤ ꯀꯥꯡꯂꯨꯞ ꯑꯅꯤ ꯂꯩꯒꯅꯤ; ꯃꯦꯗꯤꯀꯦꯜ ꯄ꯭ꯔꯣꯐꯦꯁ꯭ꯅꯦꯜꯁꯤꯡꯅ ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯃꯇꯦꯡ ꯌꯥꯎꯗꯅ ꯑꯅꯥꯕꯁꯤꯡ ꯈꯪꯗꯣꯛꯀꯗꯕ ꯀꯟꯇꯔꯣꯜ ꯒ꯭ꯔꯨꯞ ꯑꯃꯥ ꯑꯃꯁꯨꯡ ꯃꯦꯗꯤꯀꯦꯜ ꯄ꯭ꯔꯣꯐꯦꯁ꯭ꯅꯦꯜꯁꯤꯡꯅ ꯃꯈꯣꯏꯒꯤ ꯂꯥꯌꯦꯡꯕꯗ ꯃꯇꯦꯡ ꯄꯥꯡꯅꯕꯥ ꯑꯥꯔꯇꯤꯐꯤꯁꯤꯑꯦꯜ ꯏꯟꯇ‌ꯦꯂꯤꯖ‌ꯦꯟꯁꯒꯤ ꯃꯣꯗꯦꯜ ꯑꯁꯤ ꯁꯤꯖꯤꯟꯅꯒꯗꯕ ꯑꯦꯛꯁꯄꯤꯔꯤꯃꯦꯟꯠ ꯒ꯭ꯔꯨꯞ ꯑꯃꯥ꯫ ꯀꯥꯡꯂꯨꯞ ꯑꯅꯤꯃꯛꯅꯥ ꯑꯅꯥꯕꯁꯤꯡ ꯈꯪꯗꯣꯛꯅꯕ ꯑꯅꯤꯁꯨꯕ ꯗꯦꯇꯥ ꯁꯦꯠ ꯑꯁꯤ ꯁꯤꯖꯤꯟꯅꯒꯅꯤ, ꯑꯃꯁꯨꯡ ꯃꯈꯣꯏꯒꯤ ꯊꯤꯖꯤꯟꯕꯒꯤ ꯊꯕꯛꯁꯤꯡ ꯑꯁꯤ ꯑꯅꯥꯕꯁꯤꯡꯒꯤ ꯀꯟꯐꯔꯝ ꯇꯧꯔꯕ ꯗꯥꯏꯒ꯭ꯅꯣꯁꯤꯁꯀꯥ ꯆꯥꯡꯗꯝꯅꯒꯅꯤ꯫ ꯗꯦꯇꯥ ꯑꯦꯅꯥꯂꯥꯏꯖ ꯇꯧꯕ ꯑꯃꯁꯨꯡ ꯔꯤꯖꯜꯠꯁꯤꯡ ꯏꯟꯇꯔꯄꯔꯥꯏꯖ ꯇꯧꯕꯥ: ꯑꯔꯣꯏꯕ ꯈꯣꯡꯊꯥꯡꯗꯤ ꯑꯥꯔꯇꯤꯐꯤꯁꯤꯑꯦꯜ ꯏꯟꯇ‌ꯦꯂꯤꯖ‌ꯦꯟꯁꯒꯥ ꯂꯣꯏꯅꯅꯥ ꯑꯃꯁꯨꯡ ꯌꯥꯎꯗꯅ ꯇꯧꯕ ꯗꯥꯏꯒ꯭ꯅꯣꯁꯤꯁꯁꯤꯡꯒꯤ ꯑꯆꯨꯝꯕ ꯆꯥꯡ ꯂꯦꯞꯊꯣꯛꯅꯕ ꯀꯥꯡꯂꯨꯞ ꯑꯅꯤꯃꯛꯀꯤ ꯑꯣꯏꯅ ꯈꯣꯝꯖꯤꯜꯂꯛꯄ ꯗꯦꯇꯥꯁꯤꯡ ꯑꯦꯅꯥꯂꯥꯏꯖ ꯇꯧꯕꯅꯤ꯫ ꯀꯥꯡꯂꯨꯞ ꯑꯅꯤ ꯑꯁꯤꯒꯤ ꯃꯔꯛꯇ ꯂꯩꯔꯤꯕ ꯑꯆꯨꯝꯕ ꯈꯦꯠꯅꯕ ꯑꯁꯤ ꯁ꯭ꯇꯦꯇꯤꯁ꯭ꯇꯤꯀꯦꯜ ꯑꯣꯏꯅ ꯃꯔꯨ ꯑꯣꯏꯕꯔꯥ ꯍꯥꯏꯕꯗꯨ ꯈꯪꯗꯣꯛꯅꯕꯥ ꯁ꯭ꯇꯦꯇꯤꯁ꯭ꯇꯤꯀꯦꯜ ꯇꯦꯁ꯭ꯠ ꯑꯃꯥ ꯄꯥꯡꯊꯣꯛꯄꯥ ꯃꯊꯧ ꯇꯥꯒꯅꯤ꯫ ꯁꯤꯅꯦꯃꯥ ꯏꯟꯗꯁ꯭ꯇꯔꯤꯗꯥ ꯂꯩꯕ ꯃꯃꯤꯡ ꯂꯩꯔꯕ ꯁꯦꯂꯤꯕ꯭ꯔꯦꯇꯤ ꯑꯃꯒꯤ ꯃꯃꯤꯡ ꯊꯣꯟꯕꯤꯌꯨ꯫ ꯇꯝ ꯀ꯭ꯔꯨꯏꯖ ꯑꯁꯤ ꯁꯤꯅꯦꯃꯥ ꯏꯟꯗꯁ꯭ꯇꯔꯤꯗꯥ ꯊꯕꯛ ꯇꯧꯕꯒꯤꯗꯃꯛ ꯈꯪꯅꯔꯕ ꯃꯃꯤꯡ ꯂꯩꯔꯕ ꯁꯦꯂꯤꯕ꯭ꯔꯦꯇꯤ ꯑꯃꯅꯤ꯫ ꯃꯈꯥꯗ ꯄꯤꯔꯤꯕ ꯋꯥꯍꯪ ꯑꯁꯤꯒꯤ ꯄꯥꯎꯈꯨꯝ ꯑꯃꯥ ꯖꯦꯅꯦꯔꯦꯠ ꯇꯧꯕꯤꯌꯨ꯫ ꯑꯦꯛꯁꯣꯁ꯭ꯀꯦꯂꯤꯇꯟ ꯍꯥꯏꯕꯁꯤ ꯀꯔꯤꯅꯣ? ꯑꯦꯛꯁꯣꯁ꯭ꯀꯦꯂꯤꯇꯜ ꯍꯥꯏꯕꯁꯤ ꯃꯄꯥꯟꯒꯤ, ꯑꯀꯟꯕ, ꯉꯥꯛꯊꯣꯛꯄꯥ ꯉꯝꯕ ꯀꯚꯔ ꯑꯃꯅꯤ, ꯃꯁꯤꯅ ꯑꯀꯛꯅꯕ ꯃꯈꯜꯒꯤ ꯁꯥ ꯁꯟꯁꯤꯡ ꯍꯥꯏꯕꯗꯤ ꯏꯟꯁꯦꯛꯠ, ꯀ꯭ꯔꯨꯁ꯭ꯇꯦꯁꯟ ꯑꯃꯁꯨꯡ ꯑꯇꯩ ꯏꯟꯚꯥꯔꯇꯦꯕ꯭ꯔꯦꯠ ꯈꯔꯒꯤ ꯍꯛꯆꯥꯡꯕꯨ ꯁꯄꯣꯔꯠ ꯇꯧꯕ ꯑꯃꯁꯨꯡ ꯉꯥꯛꯊꯣꯛꯄ ꯉꯝꯃꯤ꯫ ꯃꯁꯤꯒꯤ ꯑꯣꯟꯅ ꯇꯩꯅꯕꯗꯥ, ꯑꯦꯟꯗꯣꯁ꯭ꯀꯦꯂꯤꯇꯜ ꯍꯥꯏꯕꯁꯤ ꯃꯤꯑꯣꯏꯕ ꯑꯃꯁꯨꯡ ꯑꯌꯥꯝꯕ ꯃꯃꯥꯏꯁꯤꯡꯒꯨꯝꯅ ꯃꯅꯨꯡꯒꯤ ꯑꯣꯏꯕꯥ ꯁ꯭ꯀꯦꯂꯦꯇꯜ ꯁ꯭ꯇꯔꯛꯆꯔ ꯑꯃꯅꯤ꯫ ꯍꯧꯈꯤꯕꯥ ꯆꯍꯤ ꯈꯔꯁꯤꯗꯥ, ꯑꯦꯛꯁꯣꯁ꯭ꯀꯦꯂꯤꯇꯜ ꯍꯥꯏꯕ ꯋꯥꯍꯩ ꯑꯁꯤ ꯃꯍꯧꯁꯥꯅꯥ ꯑꯀꯟꯕ ꯃꯆꯥꯛꯁꯤꯡꯅ ꯁꯦꯝꯕꯥ, ꯆꯠꯊꯣꯛ-ꯆꯠꯁꯤꯟ ꯇꯧꯕ ꯉꯝꯗꯕ ꯃꯤꯑꯣꯏꯁꯤꯡ ꯅꯠꯇꯔꯒꯥ ꯍꯛꯆꯥꯡꯒꯤ ꯑꯣꯏꯕ ꯊꯕꯛꯁꯤꯡ ꯄꯥꯡꯊꯣꯛꯄꯥ ꯃꯤꯑꯣꯏꯁꯤꯡꯒꯤ ꯆꯠꯊꯣꯛ ꯆꯠꯁꯤꯟ ꯇꯧꯕꯗ ꯅꯠꯇꯔꯒ ꯁꯄꯣꯔꯠ ꯇꯧꯕꯗ ꯃꯇꯦꯡ ꯄꯥꯡꯂꯤꯕ ꯄꯣꯠꯆꯩꯁꯤꯡ ꯁꯤꯖꯤꯟꯅꯕꯗꯁꯨ ꯁꯤꯖꯤꯟꯅꯔꯤ꯫